ꯂꯛꯁ꯭ꯃꯤꯒꯤ ꯋꯥꯈꯜꯂꯣꯟ ꯑꯁꯤ ꯏꯊꯤꯜꯒꯤ ꯃꯤꯠꯌꯦꯡꯗꯒꯤ ꯁꯟꯗꯣꯛꯅ ꯇꯥꯛꯄꯤꯌꯨ꯫ ꯏꯊꯤꯀꯦꯜꯒꯤ ꯃꯤꯠꯌꯦꯡꯗꯒꯤ, ꯂꯛꯁ꯭ꯃꯤ ꯍꯥꯏꯕꯁꯤ ꯑꯩꯈꯣꯏꯒꯤ ꯀꯟꯇꯔꯣꯜꯗ ꯂꯩꯇꯕ ꯑꯃꯁꯨꯡ ꯑꯩꯈꯣꯏꯒꯤ ꯄꯨꯟꯁꯤꯗ ꯄꯣꯖꯤꯇꯤꯕ ꯑꯣꯏꯕ ꯅꯠꯇꯔꯒ ꯅꯦꯒꯦꯇꯤꯕ ꯑꯣꯏꯕ ꯃꯑꯣꯡꯗ ꯏꯝꯄꯦꯛꯇ ꯇꯧꯕ ꯌꯥꯕ ꯐꯤꯚꯝꯁꯤꯡ ꯑꯃꯁꯨꯡ ꯊꯧꯗꯣꯛꯁꯤꯡꯕꯨ ꯈꯪꯅꯩ꯫ ꯏꯊꯤꯀꯦꯜ ꯊꯤꯑꯣꯔꯤ ꯑꯃꯁꯨꯡ ꯊꯥꯖꯕꯁꯤꯡꯅ ꯑꯌꯥꯝꯕꯅ ꯂꯛꯁ꯭ꯃꯤꯒꯤ ꯋꯥꯈꯜꯂꯣꯟ, ꯑꯃꯁꯨꯡ ꯃꯤꯑꯣꯏꯕꯅ ꯑꯃꯁꯨꯡ ꯈꯨꯟꯅꯥꯏꯅ ꯃꯁꯤꯒꯤ ꯃꯇꯥꯡꯗ ꯀꯔꯝꯅ ꯄꯥꯎꯈꯨꯝ ꯄꯤꯒꯗꯒꯦ ꯍꯥꯏꯕꯗꯨ ꯌꯦꯡꯁꯤꯜꯂꯤ꯫ ꯂꯛꯁ꯭ꯃꯤꯅ ꯃꯤꯑꯣꯏꯕꯗ ꯀꯔꯝꯅ ꯁꯥꯐꯨ ꯄꯤꯕꯒꯦ ꯍꯥꯏꯕꯒꯤ ꯃꯇꯥꯡꯗꯥ ꯃꯤꯑꯣꯏ ꯈꯔꯗꯤ ꯁꯦꯜ-ꯊꯨꯝ ꯅꯠꯇꯔꯒ ꯇꯦꯂꯦꯟꯇꯒꯨꯝꯕ ꯈꯨꯗꯣꯡꯆꯥꯕꯁꯤꯡꯒ ꯂꯣꯏꯅꯅ ꯄꯣꯛꯄ ꯌꯥꯏ, ꯑꯗꯨꯒ ꯑꯇꯩ ꯈꯔꯗꯤ ꯂꯥꯏꯔꯕ, ꯈꯦꯠꯅꯕ, ꯅꯠꯇꯔꯒ ꯗꯤꯁꯑꯦꯕꯤꯂꯤꯇꯤꯒꯨꯝꯕ ꯐꯦꯛꯇꯔꯁꯤꯡꯅ ꯃꯔꯝ ꯑꯣꯏꯗꯨꯅ ꯈꯨꯗꯣꯡꯆꯥꯗꯕ ꯊꯦꯡꯅꯔꯛꯄ ꯌꯥꯏ꯫ ꯂꯛꯁ꯭ꯃꯤꯅ ꯑꯆꯧꯕ ꯃꯑꯣꯡꯗ ꯂꯦꯞꯊꯣꯛꯄ ꯀꯥꯟꯅꯕꯁꯤꯡ ꯑꯃꯁꯨꯡ ꯈꯨꯗꯣꯡꯆꯥꯗꯕꯁꯤꯡ ꯑꯁꯤꯅꯥ ꯃꯤꯑꯣꯏ ꯑꯃꯒꯤ ꯈꯨꯗꯣꯡꯆꯥꯕꯁꯤꯡꯗ ꯃꯁꯛ ꯊꯣꯛꯅ ꯈꯟꯕ ꯌꯥꯏ, ꯑꯃꯁꯨꯡ ꯃꯔꯝ ꯑꯁꯤꯅ ꯃꯈꯣꯏꯒꯤ ꯄꯨꯟꯁꯤꯒꯤ ꯃꯒꯨꯟꯗ ꯈꯟꯕꯥ ꯌꯥꯏ꯫ ꯑꯩꯈꯣꯏꯒꯤ ꯃꯣꯔꯦꯜ ꯖꯃꯦꯟꯇꯁꯤꯡꯗꯥ ꯑꯃꯁꯨꯡ ꯈꯨꯟꯅꯥꯏ ꯑꯁꯤ ꯁꯦꯝꯒꯠꯄꯒꯤ ꯃꯑꯣꯡꯗ ꯂꯛꯁ꯭ꯃꯤꯅ ꯂꯧꯒꯗꯕ ꯊꯧꯗꯥꯡꯒꯤ ꯃꯇꯥꯡꯗ ꯐꯤꯂꯣꯖꯣꯐꯔꯁꯤꯡꯅ ꯋꯥꯈꯜ ꯋꯥꯕ ꯊꯦꯡꯅꯈꯤ꯫ ꯈꯨꯗꯝ ꯑꯣꯏꯅ, ꯏꯂꯦꯛꯇ꯭ꯔꯤꯛꯒꯤ ꯋꯥꯈꯜꯂꯣꯟ ꯑꯁꯤꯕꯨ ꯌꯥꯅꯤꯡꯗꯕ ꯐꯣꯡꯗꯣꯛꯂꯤꯕꯁꯤꯡꯅ ꯃꯤꯑꯣꯏ ꯈꯔꯅ ꯂꯛꯁ꯭ꯃꯤꯅ ꯃꯔꯝ ꯑꯣꯏꯗꯨꯅ ꯀꯥꯟꯅꯕ ꯐꯪꯕꯁꯤ ꯑꯔꯥꯅꯕ ꯑꯃꯅꯤ ꯍꯥꯏꯅ ꯂꯧꯏ, ꯑꯃꯁꯨꯡ ꯈꯨꯟꯅꯥꯏ ꯑꯁꯤꯅ ꯄꯣꯛꯄ ꯃꯇꯃꯗ ꯃꯈꯣꯏꯒꯤ ꯐꯤꯚꯝ ꯑꯗꯨ ꯌꯦꯡꯂꯒ ꯃꯤꯄꯨꯝ ꯈꯨꯗꯤꯡꯃꯛꯀꯤ ꯈꯨꯗꯣꯡꯆꯥꯕ ꯃꯥꯟꯅꯕ ꯄꯨꯔꯛꯅꯕ ꯍꯣꯠꯒꯗꯕꯅꯤ꯫ ꯑꯗꯨꯕꯨ ꯑꯇꯣꯞꯄꯁꯤꯡꯅ ꯊꯥꯖꯩ ꯃꯗꯨꯗꯤ ꯃꯤꯑꯣꯏ ꯑꯃꯅ ꯃꯈꯣꯏꯒꯤ ꯃꯥꯏ ꯄꯥꯛꯄꯗ ꯂꯛꯁ꯭ꯃꯤꯅ ꯂꯧꯈꯤꯕ ꯊꯧꯗꯥꯡ ꯑꯗꯨ ꯌꯦꯡꯂꯒ ꯃꯈꯣꯏꯒꯤ ꯃꯒꯨꯟ ꯑꯗꯨꯗ ꯌꯨꯝꯐꯝ ꯑꯣꯏꯔꯒ ꯃꯅꯥ ꯄꯤꯒꯗꯕꯅꯤ꯫ ꯂꯣꯏꯁꯤꯜꯂꯛꯄꯗ, ꯂꯛꯁ꯭ꯃꯤꯒꯤ ꯋꯥꯈꯜꯂꯣꯟ ꯑꯁꯤꯅ ꯑꯆꯨꯝꯕ, ꯊꯧꯗꯥꯡ ꯂꯧꯕ ꯑꯃꯁꯨꯡ ꯑꯩꯈꯣꯌꯒꯤ ꯄꯨꯟꯁꯤꯗꯥ ꯃꯤꯑꯣꯏ ꯑꯃꯒꯤ ꯑꯦꯖꯦꯟꯁꯤꯒꯤ ꯊꯧꯗꯥꯡꯒꯤ ꯃꯇꯥꯡꯗꯥ ꯃꯔꯨꯑꯣꯏꯕꯥ ꯏꯊꯤꯀꯦꯂꯒꯤ ꯋꯥꯍꯪꯁꯤꯡ ꯊꯣꯔꯛꯏ꯫ ꯇꯣꯉꯥꯟ ꯇꯣꯉꯥꯟꯕ ꯏꯊꯤꯀꯦꯜ ꯊꯤꯑꯣꯔꯤꯁꯤꯡꯅ ꯋꯥꯐꯝꯁꯤꯡ ꯑꯁꯤꯒꯤ ꯇꯣꯉꯥꯟ ꯇꯣꯉꯥꯟꯕ ꯁꯣꯂꯨꯁꯟꯁꯤꯡ ꯄꯤꯔꯤ, ꯑꯃꯁꯨꯡ ꯑꯔꯣꯏꯕꯗ, ꯂꯛꯁ꯭ꯃꯤꯒꯤ ꯋꯥꯈꯜꯂꯣꯟ ꯑꯁꯤꯅ ꯑꯩꯈꯣꯏꯅ ꯀꯔꯤ ꯃꯈꯜꯒꯤ ꯈꯨꯟꯅꯥꯏ ꯑꯃ ꯁꯦꯝꯒꯠꯄ ꯄꯥꯝꯂꯤꯕꯅꯣ, ꯑꯃꯁꯨꯡ ꯑꯆꯨꯝꯕ ꯑꯃꯁꯨꯡ ꯑꯆꯨꯝꯕ ꯋꯥꯌꯦꯜꯒꯤ ꯂꯝꯕꯤꯗ ꯀꯔꯤ ꯃꯣꯔꯦꯜ ꯚꯦꯜꯌꯨꯁꯤꯡꯅ ꯑꯩꯈꯣꯏꯕꯨ ꯂꯝꯖꯤꯡꯕꯤꯒꯗꯒꯦ ꯍꯥꯏꯕꯗꯨ ꯈꯟꯅꯕꯗ ꯁꯤꯡꯅꯕ ꯑꯃ ꯄꯤꯔꯤ꯫ ꯑꯍꯨꯝ ꯗꯥꯏꯃꯦꯟꯁꯟ ꯀꯣꯑꯣꯔꯗꯤꯅꯦꯠ ꯁꯤꯁ꯭ꯇꯦꯝ ꯍꯥꯏꯕꯁꯤ ꯀꯔꯤꯅꯣ ꯍꯥꯏꯕꯗꯨ ꯁꯟꯗꯣꯛꯅ ꯇꯥꯛꯄꯤꯌꯨ꯫ ꯃꯍꯧꯁꯥꯅ ꯑꯍꯨꯝ ꯗꯤ ꯀꯣꯑꯣꯔꯗꯤꯅꯦꯠ ꯁꯤꯁ꯭ꯇꯦꯝ ꯍꯥꯏꯅ ꯈꯪꯅꯕ ꯑꯍꯨꯝ ꯗꯥꯏꯃꯦꯟꯁꯅꯦꯜ ꯀꯣꯑꯣꯔꯗꯤꯅꯦꯠ ꯁꯤꯁ꯭ꯇꯦꯝ ꯑꯁꯤ ꯑꯍꯨꯝ ꯗꯥꯏꯃꯦꯟꯁꯅꯦꯜ ꯁ꯭ꯄꯦꯁ ꯑꯃꯗ ꯄꯣꯏꯟꯇꯁꯤꯡ ꯊꯤꯕ ꯑꯃꯁꯨꯡ ꯒ꯭ꯔꯥꯐꯤꯀꯦꯜ ꯑꯣꯕꯖꯦꯛꯇꯁꯤꯡ ꯔꯤꯄꯔꯖꯦꯟꯇ ꯇꯧꯕꯗ ꯁꯤꯖꯤꯟꯅꯕ ꯃꯦꯊꯃꯦꯇꯤꯀꯦꯜ ꯇꯨꯜ ꯑꯃꯅꯤ꯫ ꯁꯤꯁ꯭ꯇꯦꯝ ꯑꯁꯤꯗ, ꯁ꯭ꯄꯦꯁꯇꯥ ꯂꯩꯕ ꯄꯣꯏꯟꯇ ꯈꯨꯗꯤꯡꯃꯛ ꯔꯤꯑꯦꯜ ꯅꯝꯕꯔ ꯒꯤ ꯑꯣꯔꯗꯔ ꯇꯧꯔꯕ ꯇ꯭ꯔꯤꯄꯜ ꯑꯃꯅ ꯔꯤꯄꯔꯖꯦꯟꯇ ꯇꯧꯏ, ꯃꯁꯤꯅ ꯑꯦꯛꯁ ꯑꯍꯨꯝꯒꯤ ꯃꯊꯛꯇ ꯃꯁꯤꯒꯤ ꯀꯣꯑꯣꯔꯗꯤꯅꯦꯠꯁꯤꯡ ꯑꯗꯨ ꯇꯛꯏ꯫ ꯀꯣꯑꯣꯔꯗꯤꯅꯦꯠꯁꯤꯡ ꯑꯁꯤꯅ ꯄꯣꯏꯟꯇ ꯑꯗꯨꯗꯒꯤ ꯍꯧꯔꯒ ꯑꯦꯛꯁꯤꯁ ꯑꯅꯤꯒꯤ ꯏꯟꯇꯔꯁꯦꯛꯁꯟꯅ ꯁꯦꯝꯕꯥ ꯀꯣꯑꯣꯔꯗꯤꯅꯦꯠ ꯄ꯭ꯂꯦꯟ ꯑꯍꯨꯝ ꯐꯥꯎꯕꯒꯤ ꯑꯔꯥꯞꯄ ꯑꯗꯨ ꯇꯥꯛꯏ꯫ ꯈꯨꯗꯝ ꯑꯣꯏꯅꯥ, ꯄꯣꯏꯟꯇ ꯑꯃꯒꯤ -ꯀꯣꯑꯣꯔꯗꯤꯅꯦꯠ ꯑꯁꯤ -ꯄ꯭ꯂꯦꯟꯗꯒꯤ ꯄꯥꯔꯄꯦꯟꯗꯤꯀꯨꯂꯥꯔ ꯗꯤꯁ꯭ꯇꯦꯟꯁꯅꯤ, -ꯀꯣꯑꯣꯔꯗꯤꯅꯦꯠ ꯑꯁꯤ -ꯄ꯭ꯂꯦꯟꯗꯒꯤ ꯄꯥꯔꯄꯦꯟꯗꯤꯀꯨꯂꯥꯔ ꯗꯤꯁ꯭ꯇꯦꯟꯁꯅꯤ, ꯑꯃꯁꯨꯡ -ꯀꯣꯑꯣꯔꯗꯤꯅꯦꯠ ꯑꯁꯤ -ꯄ꯭ꯂꯦꯟꯗꯒꯤ ꯄꯥꯔꯄꯦꯟꯗꯤꯀꯨꯂꯥꯔ ꯗꯤꯁ꯭ꯇꯦꯟꯁꯅꯤ꯫ ꯀꯣꯑꯣꯔꯗꯤꯅꯦꯠ ꯁꯤꯁ꯭ꯇꯦꯝ ꯑꯁꯤ ꯁꯤꯖꯤꯟꯅꯗꯨꯅ ꯁ꯭ꯄꯦꯁꯇ ꯂꯩꯕ ꯄꯣꯏꯟꯇ ꯑꯅꯤ ꯑꯃꯍꯦꯛꯇꯒꯤ ꯃꯔꯛꯇꯥ ꯂꯩꯕ ꯑꯔꯥꯞꯄ ꯑꯗꯨ ꯂꯦꯄꯊꯣꯛꯄ ꯉꯝꯒꯅꯤ, ꯃꯁꯤꯒ ꯂꯣꯏꯅꯅꯥ ꯂꯥꯏꯟ ꯁꯦꯒꯃꯦꯟꯇꯁꯤꯡ ꯅꯠꯇꯔꯒ ꯄꯣꯂꯤꯍꯦꯗ꯭ꯔꯣꯅꯁꯤꯡꯒꯤ ꯚꯣꯜꯌꯨꯝꯁꯤꯡꯒꯤ ꯃꯔꯛꯇꯥ ꯂꯩꯕ ꯑꯦꯡꯒꯜꯁꯤꯡꯁꯨ ꯂꯧꯊꯣꯛꯄ ꯉꯃꯒꯅꯤ꯫ ꯑꯍꯨꯝ ꯗꯥꯏꯃꯦꯟꯁꯟ ꯀꯣꯑꯣꯔꯗꯤꯅꯦꯠ ꯁꯤꯁ꯭ꯇꯦꯝ ꯑꯁꯤ ꯃꯈꯜ ꯀꯌꯥꯒꯤ ꯑꯦꯞꯂꯤꯀꯦꯁꯟꯁꯤꯡꯒꯤꯗꯃꯛꯇ ꯁꯤꯖꯤꯟꯅꯕ ꯌꯥꯏ, ꯃꯈꯣꯏꯁꯤꯡ ꯑꯗꯨꯗꯤ: ꯀꯝꯄ꯭ꯌꯨꯇꯔ ꯒ꯭ꯔꯥꯐꯤꯛꯁ, ꯔꯣꯕꯣꯇꯤꯛꯁ, ꯏꯟꯖꯤꯅꯤꯌꯔꯤꯡ, ꯐꯤꯖꯤꯛꯁ, ꯑꯃꯁꯨꯡ ꯀꯦꯃꯦꯁꯇ꯭ꯔꯤ ꯌꯥꯎꯔꯤ꯫ ꯀ꯭ꯂꯥꯏꯃꯦꯠ ꯆꯦꯟꯖꯒꯤ ꯏꯐꯦꯛꯇꯁꯤꯡꯒꯤ ꯃꯇꯥꯡꯗ ꯑꯥꯔꯇꯤꯀꯜ ꯑꯃꯒꯤꯗꯃꯛ ꯄꯥꯎ-ꯆꯦꯒꯤ ꯍꯦꯗꯂꯥꯏꯟ ꯑꯃ ꯏꯕꯤꯌꯨ꯫ "ꯀ꯭ꯂꯥꯏꯃꯦꯠ ꯀ꯭ꯔꯥꯏꯁꯤꯁꯅ ꯄ꯭ꯂꯥꯅꯦꯠ ꯑꯁꯤꯕꯨ ꯁꯣꯍꯜꯂꯦ: ꯀꯔꯤꯒꯨꯝꯕ ꯑꯦꯛꯁꯟ ꯂꯧꯈꯠꯇ꯭ꯔꯕꯗꯤ ꯁꯥꯊꯤꯕ ꯏꯐꯦꯛꯁꯤꯡ ꯂꯥꯛꯀꯅꯤ ꯍꯥꯏꯅ ꯑꯦꯛꯁꯄꯔꯇꯁꯤꯡꯅ ꯆꯦꯛꯁꯤꯟꯋꯥ ꯄꯤꯈ꯭ꯔꯦ"꯫